ꯔꯣꯃꯤꯑꯣ ꯑꯃꯁꯨꯡ ꯖꯨꯂꯤꯌꯠꯇ ꯁꯍꯤꯇ꯭ꯌꯥꯒꯤ ꯈꯨꯠꯂꯥꯏ ꯑꯃ ꯀꯔꯝꯅ ꯁꯤꯖꯤꯟꯅꯕꯒꯦ ꯍꯥꯏꯕꯗꯨ ꯐꯣꯡꯗꯣꯛꯄꯤꯌꯨ꯫ ꯔꯣꯃꯤꯑꯣ ꯑꯃꯁꯨꯡ ꯖꯨꯂꯤꯌꯇꯇ ꯃꯍꯧꯁꯥꯅ ꯁꯤꯖꯤꯟꯅꯕ ꯁꯍꯤꯇ꯭ꯌꯥꯒꯤ ꯈꯨꯠꯂꯥꯏ ꯑꯃꯗꯤ ꯅꯥꯠꯀꯤ ꯑꯣꯏꯕ ꯑꯥꯏꯔꯣꯅꯤ ꯁꯤꯖꯤꯟꯅꯕꯅꯤ꯫ ꯅꯥꯠꯀꯤ ꯑꯣꯏꯕ ꯑꯥꯏꯔꯣꯅꯤ ꯍꯥꯏꯕꯁꯤ ꯑꯣꯗꯤꯑꯣꯗꯥ ꯌꯦꯡꯂꯤꯕꯁꯤꯡꯅ ꯈꯪꯕꯥ ꯉꯝꯗꯕ ꯋꯥꯐꯝ ꯑꯃ ꯈꯪꯂꯕ ꯃꯇꯝꯗ ꯌꯥꯎꯏ꯫ ꯈꯨꯗꯝ ꯑꯣꯏꯅ ꯑꯦꯛꯇ ꯑꯅꯤ ꯁꯤꯟ ꯑꯅꯤ ꯕꯦꯂꯀꯣꯅꯤ ꯁꯤꯟ ꯍꯥꯏꯅ ꯈꯪꯅꯕ, ꯔꯣꯃꯤꯑꯣꯅ ꯖꯨꯂꯤꯌꯦꯠꯅ ꯃꯍꯥꯛꯀꯤ ꯋꯥꯈꯜ ꯑꯃꯁꯨꯡ ꯅꯨꯡꯁꯤꯕꯒꯤ ꯋꯥꯔꯣꯜꯁꯤꯡ ꯇꯥꯔꯤ ꯍꯥꯏꯕꯁꯤ ꯈꯪꯗꯦ꯫ ꯖꯨꯂꯤꯌꯇꯅ ꯍꯥꯏ "ꯑꯩꯒꯤ ꯅꯥꯀꯣꯡꯅ ꯍꯧꯖꯤꯛ ꯐꯥꯎꯕ ꯅꯪꯒꯤ ꯂꯣꯜꯒꯤ ꯋꯥꯍꯩ ꯂꯤꯁꯤꯡ ꯑꯃ ꯊꯛꯈꯤꯗ꯭ꯔꯤ ꯑꯗꯨꯕꯨ ꯈꯣꯟꯖꯦꯜ ꯑꯗꯨꯗꯤ ꯑꯩꯅ ꯈꯪꯏ꯫ ꯃꯁꯤꯅ ꯇꯥꯛꯄꯗꯤ ꯔꯣꯃꯤꯑꯣꯗꯒꯤ ꯋꯥꯍꯩ ꯂꯤꯁꯤꯡ ꯑꯃꯥ ꯐꯥꯎꯕ ꯇꯥꯕ ꯐꯪꯗ꯭ꯔꯤꯉꯩꯗ ꯃꯍꯥꯛꯀꯤ ꯈꯣꯟꯖꯦꯜ ꯑꯗꯨ ꯍꯥꯟꯅꯗꯒꯤ ꯈꯪꯂꯕꯅꯤ— ꯃꯍꯥꯛ ꯇꯥꯔꯤꯕꯅꯤ ꯍꯥꯏꯕꯁꯤ ꯃꯍꯥꯛ ꯌꯥꯝꯅ ꯋꯥꯅ ꯈꯪꯏ꯫ ꯃꯔꯝꯗꯤ ꯑꯣꯗꯤꯌꯦꯟꯁꯅ ꯃꯁꯤ ꯈꯪꯏ ꯑꯗꯨꯕꯨ ꯔꯣꯃꯤꯑꯣꯅꯥ ꯈꯪꯗꯦ꯫ ꯇꯦꯟꯁꯟ ꯑꯃꯁꯨꯡ ꯑꯦꯟꯇꯤꯁꯤꯄꯦꯁꯟ ꯁꯦꯝꯒꯠꯂꯤ꯫ ꯅꯥꯠꯀꯤ ꯑꯣꯏꯕ ꯑꯥꯏꯔꯣꯅꯤꯒꯤ ꯑꯇꯣꯞꯄ ꯊꯧꯗꯣꯛ ꯑꯃꯗꯤ ꯖꯨꯂꯤꯌꯇꯅ ꯁꯤꯔꯕ ꯃꯇꯨꯡꯗ ꯔꯣꯃꯤꯑꯣ ꯌꯥꯎꯅ ꯃꯤꯑꯣꯏ ꯈꯨꯗꯤꯡꯃꯛꯅ ꯃꯍꯥꯛꯅ ꯇꯨꯝꯕꯥ ꯌꯥꯕꯥ ꯄꯣꯠꯁꯛ ꯑꯃ ꯂꯧꯈꯤ ꯍꯥꯏꯕꯁꯤ ꯈꯪꯗꯦ꯫ ꯑꯗꯨꯕꯨ ꯑꯣꯗꯤꯌꯦꯟꯁꯅ ꯈꯪꯏ ꯃꯗꯨꯗꯤ ꯃꯍꯥꯛ ꯇꯁꯦꯡꯅ ꯁꯤꯕ ꯅꯠꯇꯦ꯫ ꯃꯁꯤꯅ ꯊꯝꯃꯣꯏ ꯁꯣꯛꯅꯤꯡꯉꯥꯏ ꯑꯣꯏꯕ ꯊꯧꯗꯣꯛ ꯑꯃ ꯑꯣꯏꯍꯜꯂꯤ ꯃꯗꯨꯗꯤ ꯔꯣꯃꯤꯑꯣꯅ ꯃꯍꯥꯛꯀꯤ ꯑꯋꯥꯕ ꯇꯥꯔꯕ ꯃꯇꯝꯗ, ꯃꯍꯥꯛꯄꯨ ꯁꯤꯔꯦ ꯍꯥꯏꯅ ꯊꯥꯖꯗꯨꯅ ꯃꯍꯥꯛꯀꯤ ꯃꯐꯝ ꯑꯗꯨꯗ ꯃꯁꯥꯒꯤ ꯄꯨꯟꯁꯤ ꯂꯧꯊꯣꯛꯏ꯫ ꯃꯁꯤꯅ ꯇꯥꯛꯄꯗꯤ ꯅꯥꯠꯀꯤ ꯑꯣꯏꯕ ꯑꯥꯏꯔꯣꯅꯤ ꯁꯤꯖꯤꯟꯅꯕꯅ ꯃꯇꯧ ꯀꯔꯝꯅ ꯑꯣꯗꯤꯑꯣꯒꯤ ꯏꯃꯣꯁꯟ ꯑꯃꯁꯨꯡ ꯄ꯭ꯂꯇꯀꯤ ꯗꯤꯚꯦꯂꯄꯃꯦꯟꯇꯗ ꯁꯛꯇꯤ ꯂꯩꯕ ꯏꯝꯄꯦꯛꯇ ꯑꯃ ꯄꯤꯕꯒꯦ ꯍꯥꯏꯕꯗꯨ ꯎꯠꯂꯤ꯫